ꯃꯈꯥꯗ ꯄꯤꯔꯤꯕ ꯍꯤꯔꯝ ꯑꯁꯤꯒꯤ ꯑꯀꯣꯏꯕꯗ ꯁꯥꯏꯟꯇꯤꯐꯤꯛ ꯍꯥꯏꯄꯣꯊꯦꯁꯤꯁ ꯑꯃ ꯁꯦꯝꯒꯠꯄ:- ꯐꯣꯇꯣꯁꯤꯟꯊꯦꯁꯤꯁꯇ ꯇꯦꯝꯄꯦꯔꯦꯆꯔꯒꯤ ꯏꯐꯦꯛꯇ: ꯍꯥꯏꯄꯣꯊꯦꯁꯤꯁ- ꯇꯦꯝꯄꯦꯔꯦꯆꯔ ꯍꯦꯟꯒꯠꯂꯛꯄꯒ ꯂꯣꯏꯅꯅ ꯐꯣꯇꯣꯁꯤꯟꯊꯦꯁꯤꯁꯀꯤ ꯆꯥꯡ ꯑꯁꯤ ꯈ꯭ꯋꯥꯏꯗꯒꯤ ꯐꯕ ꯇꯦꯝꯄꯦꯔꯦꯆꯔꯗ ꯌꯧꯔꯛꯇ꯭ꯔꯤꯕꯐꯥꯎꯕ ꯍꯦꯟꯒꯠꯂꯛꯀꯅꯤ꯫ ꯃꯗꯨꯒꯤ ꯃꯇꯨꯡꯗ ꯐꯣꯇꯣꯁꯤꯟꯊꯦꯇꯤꯛ ꯔꯤꯑꯦꯛꯁꯟꯗ ꯑꯃꯥꯡ-ꯑꯇꯥ ꯊꯣꯛꯍꯟꯕꯅ ꯃꯔꯝ ꯑꯣꯏꯗꯨꯅ ꯔꯦꯠ ꯑꯁꯤ ꯍꯟꯊꯔꯛꯀꯅꯤ꯫ ꯃꯥꯏꯀ꯭ꯔꯣꯑꯦꯒ꯭ꯔꯦꯁꯟꯒꯤ ꯋꯥꯈꯜꯂꯣꯟ ꯑꯗꯨ ꯁꯟꯗꯣꯛꯅ ꯇꯥꯛꯅꯕ ꯑꯦꯅꯥꯂꯣꯖꯤ ꯑꯃ ꯁꯤꯖꯤꯟꯅꯕꯒꯤ ꯈꯨꯗꯝ ꯑꯃ ꯁꯦꯝꯃꯨ꯫ ꯃꯥꯏꯀ꯭ꯔꯣꯑꯦꯒ꯭ꯔꯦꯁꯟꯁꯤꯡꯒꯤ ꯃꯇꯥꯡꯗ ꯈꯟꯕꯒꯤ ꯃꯑꯣꯡ ꯑꯃꯗꯤ ꯃꯈꯣꯏꯕꯨ ꯑꯄꯤꯛꯄ ꯄꯦꯄꯔ ꯀꯠꯄ ꯑꯣꯏꯅ ꯈꯟꯕꯅꯤ꯫ ꯃꯤꯑꯣꯏ ꯑꯃꯃꯝꯒꯤ ꯑꯣꯏꯅ ꯃꯈꯣꯏ ꯑꯁꯤ ꯃꯔꯨꯑꯣꯏꯕ ꯑꯣꯏꯗꯕ ꯌꯥꯏ ꯑꯃꯁꯨꯡ ꯀꯅꯥꯒꯨꯝꯕ ꯑꯃꯅ ꯃꯁꯤꯕꯨ ꯈꯨꯗꯣꯡꯆꯥꯗꯕ ꯈꯛꯇꯅꯤ ꯍꯥꯏꯅ ꯕ꯭ꯔꯁ ꯇꯧꯕ ꯌꯥꯏ꯫ ꯑꯗꯨꯕꯨ ꯅꯨꯃꯤꯠ ꯈꯨꯗꯤꯡꯒꯤ ꯑꯗꯨꯒꯨꯝꯕ ꯄꯦꯄꯔ ꯀꯛꯄꯁꯤꯡ ꯑꯗꯨ ꯍꯟꯖꯤꯟ ꯍꯟꯖꯤꯟ ꯊꯦꯡꯅꯔꯛꯄ ꯑꯗꯨ ꯈꯟꯕꯤꯌꯨ꯫ ꯃꯇꯝꯒꯤ ꯃꯇꯨꯡꯏꯟꯅ ꯑꯗꯨꯒꯨꯝꯕ "ꯑꯄꯤꯛꯄ" ꯀꯛꯄꯁꯤꯡ ꯑꯗꯨꯅ ꯍꯥꯞꯆꯤꯜꯂꯛꯄ ꯌꯥꯏ ꯑꯃꯁꯨꯡ ꯃꯁꯤꯅ ꯑꯋꯥꯕ ꯑꯃꯁꯨꯡ ꯑꯃꯥꯡ-ꯑꯇꯥ ꯀꯌꯥ ꯊꯣꯛꯍꯟꯕ ꯌꯥꯏ꯫ ꯃꯇꯧ ꯑꯁꯨꯝꯅ ꯃꯥꯏꯀ꯭ꯔꯣꯑꯦꯒ꯭ꯔꯦꯁꯤꯚꯁꯤꯡ ꯑꯁꯤ ꯃꯁꯥ ꯃꯊꯟꯇ ꯃꯔꯨꯑꯣꯏꯕ ꯑꯣꯏꯅ ꯎꯕ ꯉꯝꯗꯕ ꯈꯦꯠꯅꯕ ꯅꯠꯇ꯭ꯔꯒ ꯃꯤꯅꯨꯡꯁꯤ ꯂꯩꯇ꯭ꯔꯕ ꯊꯧꯑꯣꯡꯁꯤꯡꯅꯤ꯫ ꯑꯗꯨꯕꯨ ꯃꯈꯣꯏ ꯑꯁꯤ ꯍꯟꯖꯤꯟ ꯍꯟꯖꯤꯟ ꯊꯦꯡꯅꯔꯛꯄ ꯃꯇꯝꯗ ꯃꯤꯑꯣꯏ ꯑꯃꯒꯤ ꯃꯦꯟꯇꯜ ꯑꯃꯁꯨꯡ ꯏꯃꯣꯁ꯭ꯅꯦꯜ ꯋꯦꯜꯐꯦꯌꯔꯗ ꯁꯣꯛꯍꯟꯕ ꯌꯥꯏ ꯑꯃꯁꯨꯡ ꯃꯥꯡ-ꯇꯥꯛꯅꯤꯡꯉꯥꯏ ꯑꯣꯏꯕ ꯏꯝꯄꯦꯛꯇ ꯑꯃ ꯄꯤꯕ ꯌꯥꯏ꯫ ꯑꯩꯅ ꯑꯅꯧꯕ ꯐꯣꯟ ꯑꯃ ꯂꯧꯕ ꯄꯥꯝꯃꯤ꯫ ꯑꯅꯧꯕ ꯐꯣꯟ ꯑꯃꯒꯤꯗꯃꯛ ꯀꯩꯊꯦꯜꯗ ꯂꯩꯕ ꯀꯅꯥꯒꯨꯝꯕ ꯑꯃꯒꯤꯗꯃꯛ ꯆꯌꯦꯠꯅꯕ꯫ ꯃꯁꯤꯗ ꯃꯆꯨ ꯀꯌꯥꯅ ꯊꯜꯂꯕ ꯇꯔꯨꯛ ꯄꯣꯏꯟꯇ ꯑꯅꯤ ꯏꯟꯆꯤꯒꯤ ꯑꯣꯔꯒꯥꯅꯤꯛ ꯂꯥꯏꯠ ꯏꯃꯤꯇꯤꯡ ꯗꯤꯑꯣꯠ ꯐꯣꯟ ꯑꯁꯤꯒꯤ ꯀꯦꯃꯦꯔꯥ ꯁꯦꯠꯑꯞ ꯑꯁꯤ ꯀꯩꯊꯦꯜꯗ ꯈ꯭ꯋꯥꯏꯗꯒꯤ ꯐꯕ ꯑꯃꯅꯤ꯫ ꯃꯁꯤꯗ ꯍꯨꯝꯐꯨ ꯃꯔꯤ ꯃꯦꯒꯥꯄꯤꯛꯁꯦꯜꯒꯤ ꯇꯦꯂꯤꯐꯣꯇꯣ ꯂꯦꯟꯁ ꯑꯃꯁꯨꯡ ꯅꯤꯄꯥꯟ ꯀꯦ ꯚꯤꯗꯤꯑꯣ ꯔꯦꯀꯣꯔꯗꯤꯡ ꯌꯥꯎꯔꯤ꯫ ꯀꯔꯤꯒꯨꯝꯕ ꯅꯍꯥꯛ ꯑꯁꯤ ꯑꯦꯟꯗ꯭ꯔꯣꯏꯗ ꯐꯣꯟ ꯑꯃ ꯑꯣꯏꯔꯕꯗꯤ ꯐꯤꯆꯔꯁꯤꯡꯒ ꯂꯣꯏꯅꯅ ꯌꯥꯝꯅ ꯊꯨꯅ ꯑꯃꯁꯨꯡ ꯁꯦꯡꯂꯕ ꯐꯣꯟ ꯑꯃ ꯊꯤꯔꯕꯗꯤ ꯁꯦꯝꯁꯪ ꯒ꯭ꯌꯥꯂꯦꯛꯁꯤ ꯑꯦꯁꯀꯨꯟ ꯃꯊꯣꯏ ꯐꯥꯏꯚꯖꯤ ꯑꯁꯤ ꯑꯆꯧꯕ ꯑꯣꯞꯁꯟ ꯑꯃꯅꯤ꯫ ꯑꯦꯄꯜ ꯑꯥꯏꯐꯣꯟ ꯇ꯭ꯋꯦꯜꯐ ꯄ꯭ꯔꯣ: ꯑꯦꯄꯜ ꯑꯥꯏꯐꯣꯟ ꯇ꯭ꯋꯦꯜꯐ ꯄ꯭ꯔꯣ ꯑꯁꯤ ꯑꯦꯄꯜꯒꯤ ꯄ꯭ꯔꯤꯃꯤꯌꯝ ꯂꯥꯏꯟꯒꯤ ꯁ꯭ꯃꯥꯔꯠꯐꯣꯟꯒꯤ ꯈ꯭ꯋꯥꯏꯗꯒꯤ ꯅꯧꯕ ꯑꯍꯦꯟꯕ ꯑꯃꯅꯤ꯫ ꯃꯁꯤꯗ ꯁꯤꯛꯁ ꯄꯣꯏꯟꯇ ꯋꯥꯟ ꯏꯟꯆꯤꯒꯤ ꯁꯨꯄꯔ ꯔꯦꯇꯤꯅ ꯑꯦꯛꯁꯗꯤꯑꯥꯔ ꯗꯤꯁꯄ꯭ꯂꯦ, ꯁꯛꯇꯤ ꯂ‌ꯣꯏꯕ ꯑꯦ ꯐꯣꯔꯇꯤꯟ ꯕꯥꯏꯑꯣꯅꯤꯛ ꯆꯤꯞ ꯑꯃꯁꯨꯡ ꯐꯥꯏꯚꯖꯤ ꯀꯅꯦꯛꯇꯤꯚꯤꯇꯤ ꯌꯥꯎꯔꯤ꯫ ꯐꯣꯟ ꯑꯁꯤꯒꯤ ꯀꯦꯃꯦꯔꯥ ꯁꯦꯇꯑꯞꯇ ꯇ꯭ꯋꯦꯜꯐ ꯃꯦꯒꯥꯄꯤꯛꯁꯦꯜꯒꯤ ꯑꯜꯇ꯭ꯔꯥ-ꯋꯥꯏꯗ ꯂꯦꯟꯁ, ꯇ꯭ꯋꯦꯜꯐ ꯃꯦꯒꯥꯄꯤꯛꯁꯦꯜꯒꯤ ꯋꯥꯏꯗ-ꯑꯦꯡꯒꯜ ꯂꯦꯟꯁ ꯑꯃꯁꯨꯡ ꯇ꯭ꯋꯦꯜꯐ ꯃꯦꯒꯥꯄꯤꯛꯁꯦꯜꯒꯤ ꯇꯦꯂꯤꯐꯣꯇꯣ ꯂꯦꯟꯁ ꯌꯥꯎꯔꯤ꯫ ꯃꯁꯤꯅ ꯐꯣꯇꯣ ꯑꯃꯁꯨꯡ ꯚꯤꯗꯤꯑꯣ ꯂꯧꯕꯗ ꯌꯥꯝꯅ ꯐꯩ꯫ ꯀꯔꯤꯒꯨꯝꯕ ꯅꯍꯥꯛ ꯑꯁꯤ ꯄꯥꯋꯔꯐꯨꯜ, ꯁ꯭ꯇꯥꯏꯂꯤꯁ ꯑꯃꯁꯨꯡ ꯐꯤꯆꯔꯁꯤꯡꯒ ꯂꯣꯏꯅꯅ ꯄꯦꯛ ꯇꯧꯕ ꯑꯅꯧꯕ ꯐꯣꯟ ꯑꯃ ꯊꯤꯔꯤꯕ ꯑꯦꯄꯜꯒꯤ ꯐꯦꯟ ꯑꯃ ꯑꯣꯏꯔꯕꯗꯤ ꯑꯥꯏꯐꯣꯟ ꯇ꯭ꯋꯦꯜꯐ ꯄ꯭ꯔꯣ ꯑꯁꯤ ꯑꯐꯕ ꯆꯌꯦꯠꯅꯕ ꯑꯃꯅꯤ꯫ ꯒꯨꯒꯜ ꯄꯤꯛꯁꯦꯜ ꯐꯥꯏꯚ: ꯒꯨꯒꯜ ꯄꯤꯛꯁꯦꯜ ꯐꯥꯏꯚ ꯑꯁꯤ ꯂꯥꯏꯕꯛ ꯐꯕ ꯑꯃꯁꯨꯡ ꯑꯁꯦꯡꯕ ꯑꯦꯟꯗ꯭ꯔꯣꯏꯗ ꯑꯦꯛꯁꯄꯤꯔꯤꯑꯦꯟꯁꯀꯤ ꯃꯃꯜ ꯂꯩꯕ ꯃꯤꯑꯣꯏ ꯑꯃꯒꯤꯗꯃꯛ ꯑꯆꯧꯕ ꯐꯣꯟ ꯑꯃꯅꯤ꯫